ꯅꯍꯥꯛꯅꯥ ꯈꯪꯂꯤꯕꯥ ꯃꯤꯑꯣꯏ ꯑꯃꯥꯒꯤꯗꯃꯛ ꯔꯤꯀꯣꯃꯦꯟꯗꯦꯁꯟꯒꯤ ꯄꯔꯁꯣꯅꯦꯜ ꯂꯦꯇꯔ ꯑꯃꯥ ꯏꯕꯤꯌꯨ꯫ ꯖꯣꯟ ꯁꯃꯤꯊ ꯑꯁꯤꯅꯤ꯫ ꯅꯨꯡꯁꯤꯖꯔꯕꯥ ꯔꯤꯁꯤꯄꯤꯌꯔ, ꯑꯩꯍꯥꯛꯅꯥ ꯑꯗꯣꯝꯗꯥ ꯖꯣꯟꯁ ꯁꯃꯤꯊꯄꯨ ꯊꯝꯃꯣꯏ ꯁꯦꯡꯅꯥ ꯔꯤꯀꯣꯃꯦꯟ ꯇꯧꯅꯕꯥ ꯏꯔꯤ꯫ ꯑꯩꯍꯥꯛꯅꯥ ꯆꯍꯤ ꯀꯌꯥꯗꯒꯤ ꯌꯣꯍꯥꯟꯕꯨ ꯈꯪꯅꯕꯒꯤ ꯇꯣꯞ ꯇꯣꯞꯄꯥ ꯅꯨꯡꯉꯥꯏꯕꯥ ꯑꯃꯥ ꯐꯪꯖꯈꯤ, ꯑꯃꯁꯨꯡ ꯑꯩꯍꯥꯛꯅꯥ ꯊꯥꯖꯕ ꯊꯝꯗꯨꯅꯥ ꯍꯥꯏꯕ ꯉꯝꯃꯤ ꯃꯗꯨꯗꯤ ꯃꯍꯥꯛ ꯑꯁꯤ ꯑꯩꯍꯥꯛꯅꯥ ꯈꯪꯖꯕ ꯈ꯭ꯋꯥꯏꯗꯒꯤ ꯀꯠꯊꯣꯛꯄꯥ, ꯊꯕꯛ ꯀꯟꯅꯥ ꯁꯨꯕꯥ ꯑꯃꯁꯨꯡ ꯋꯥꯈꯜ ꯆꯦꯠꯄꯥ ꯃꯤꯑꯣꯏꯁꯤꯡꯒꯤ ꯃꯅꯨꯡꯗꯥ ꯑꯃꯅꯤ꯫ ꯖꯣꯟꯗꯥ ꯃꯇꯝ ꯄꯨꯝꯅꯃꯛꯇꯥ ꯑꯆꯦꯠꯄꯥ ꯂꯨꯆꯤꯡꯕꯒꯤ ꯃꯒꯨꯟꯁꯤꯡ ꯎꯠꯂꯤ꯫ ꯃꯤꯅꯨꯡꯁꯤꯒꯤ ꯋꯥꯈꯜꯂꯣꯟ ꯑꯃꯥ ꯂꯩꯔꯤ ꯑꯃꯁꯨꯡ ꯃꯍꯥꯛꯀꯤ ꯑꯀꯣꯏꯕꯗꯥ ꯂꯩꯕꯁꯤꯡꯒꯥ ꯄꯨꯟꯅꯥ ꯊꯕꯛ ꯇꯧꯃꯤꯟꯅꯅꯕꯥ ꯋꯥꯁꯛꯂꯤ꯫ ꯃꯍꯥꯛ ꯃꯁꯥ ꯃꯊꯟꯇꯥ ꯊꯕꯛ ꯇꯧꯔꯕꯁꯨ ꯅꯠꯇ꯭ꯔꯒꯥ ꯇꯤꯝ ꯑꯃꯒꯤ ꯁꯔꯨꯛ ꯑꯃꯥ ꯑꯣꯏꯅ ꯊꯕꯛ ꯇꯧꯔꯕꯁꯨ ꯊꯥꯖꯕ ꯌꯥꯕ ꯑꯃꯁꯨꯡ ꯄꯨꯛꯆꯦꯜ ꯁꯦꯡꯕꯥꯃꯤꯑꯣꯏ ꯑꯃꯥ ꯑꯣꯏꯅ ꯂꯦꯞꯄꯥ ꯂꯩꯇꯅꯥ ꯄ꯭ꯔꯃꯥꯟ ꯇꯧꯏ꯫ ꯃꯍꯥꯛꯀꯤ ꯑꯐꯕꯥ ꯄꯥꯎ ꯐꯥꯎꯅꯕꯒꯤ ꯍꯩꯅꯕꯤ ꯑꯁꯤꯅꯥ ꯃꯍꯥꯛꯀꯤ ꯃꯁꯥꯒꯤ ꯑꯣꯏꯕ ꯋꯥꯈꯜꯂꯣꯟ ꯑꯃꯁꯨꯡ ꯋꯥꯈꯜꯂꯣꯟꯁꯤꯡ ꯑꯗꯨ ꯏꯐꯦꯛꯇꯤꯕ ꯑꯣꯏꯅꯥ ꯐꯣꯡꯗꯣꯛꯄꯥ ꯈꯛꯇꯥ ꯅꯠꯇꯅꯥ ꯑꯇꯣꯞꯄꯁꯤꯡꯒꯤ ꯋꯥꯈꯜꯂꯣꯟ ꯑꯃꯁꯨꯡ ꯋꯥꯈꯜꯂꯣꯟꯁꯤꯡꯁꯨ ꯑꯦꯛꯇꯤꯕ ꯑꯣꯏꯅꯥ ꯇꯥꯕ ꯉꯝꯍꯜꯂꯤ꯫ ꯃꯁꯤꯗꯥ ꯅꯠꯇꯅꯥ, ꯖꯣꯟꯗꯥ ꯃꯍꯥꯛꯀꯤ ꯑꯦꯛ꯭ꯁꯄ꯭ꯔꯦꯇꯀꯤ ꯂꯝꯗꯥ ꯌꯥꯝꯅꯥ ꯍꯩꯊꯣꯏ-ꯁꯤꯡꯊꯣꯏꯕ ꯃꯤꯁꯛ ꯑꯃꯅꯤ, ꯃꯍꯥꯛꯅꯥ ꯀꯝꯄ꯭ꯂꯦꯛꯁ ꯀꯟꯁꯦꯞꯁꯤꯡ ꯊꯨꯅꯥ ꯂꯧꯁꯤꯟꯕ ꯑꯃꯁꯨꯡ ꯆꯠꯅꯕꯤꯒꯤ ꯑꯣꯏꯕ ꯐꯤꯚꯝꯁꯤꯡꯗꯥ ꯁꯤꯖꯤꯟꯅꯕꯥ ꯉꯝꯕꯒꯤ ꯊꯧꯅꯥ ꯑꯁꯤꯅꯥ ꯑꯩꯈꯣꯏꯕꯨ ꯏꯊꯤꯜ ꯄꯤꯔꯤ꯫ ꯃꯍꯥꯛꯅꯥ ꯂꯦꯞꯇꯅꯥ ꯄ꯭ꯔꯦꯁꯔꯒꯤ ꯃꯈꯥꯗꯥ ꯐꯖꯅꯥ ꯄꯥꯡꯊꯣꯛꯏ ꯑꯃꯁꯨꯡ ꯑꯀꯟꯕꯥ ꯁꯤꯡꯅꯕꯥ ꯀꯌꯥ ꯃꯥꯌꯣꯛꯅꯔꯕꯁꯨ ꯑꯐꯕ ꯐꯂꯁꯤꯡ ꯄꯤꯔꯤ꯫ ꯈꯪꯖꯤꯟꯒꯗꯕꯥ ꯑꯃꯅꯥ, ꯑꯩꯍꯥꯛꯅꯥ ꯑꯗꯣꯝꯗꯥ ꯖꯣꯟꯗꯥ ꯌꯥꯝꯅ ꯇꯛꯁꯤꯜꯂꯤ, ꯀꯔꯤꯒꯨꯝꯕ ꯔꯤꯖꯔꯕꯦꯁꯟ ꯑꯃꯠꯇꯥ ꯌꯥꯎꯗꯅꯥ꯫ ꯑꯩꯍꯥꯛꯅꯥ ꯊꯥꯖꯩ ꯃꯗꯨꯗꯤ ꯃꯍꯥꯛꯀꯤ ꯍꯩꯁꯤꯡꯕꯥ, ꯊꯕꯛ ꯇꯧꯕꯒꯤ ꯊꯧꯑꯣꯡ, ꯑꯃꯁꯨꯡ ꯄꯔꯁꯣꯅꯦꯂꯤꯇꯤꯅꯥ ꯃꯍꯥꯛꯄꯨ ꯑꯣꯔꯒꯅꯥꯏꯖꯦꯁꯟ ꯑꯃꯍꯦꯛꯇꯒꯤ ꯂꯟ ꯊꯨꯝ ꯑꯃꯥ ꯑꯣꯏꯍꯟꯒꯅꯤ, ꯑꯃꯁꯨꯡ ꯃꯍꯥꯛꯅꯥ ꯆꯠꯂꯤꯕꯥ ꯃꯐꯝ ꯈꯨꯗꯤꯡꯗꯥ ꯃꯍꯥꯛꯅꯥ ꯑꯐꯕ ꯏꯝꯄꯦꯛꯇ ꯑꯃꯥ ꯄꯤꯒꯅꯤ ꯍꯥꯏꯅꯥ ꯑꯩꯍꯥꯛꯅꯥ ꯊꯥꯖꯩ꯫ ꯄꯥꯝꯕꯤ ꯑꯃꯥꯒ ꯃꯤꯑꯣꯏꯕꯒꯤ ꯃꯔꯛꯇꯥ ꯆꯥꯡꯗꯝꯅꯕ ꯑꯃꯥ ꯁꯦꯝꯃꯨ꯫ ꯄꯥꯝꯕꯤ ꯑꯃꯁꯨꯡ ꯃꯤꯑꯣꯏꯕ ꯑꯅꯤꯃꯛ ꯑꯁꯤ ꯃꯥꯟꯅꯕ ꯑꯃꯁꯨꯡ ꯈꯦꯠꯅꯕ ꯈꯔꯥ ꯂꯩꯕ ꯍꯤꯡꯂꯤꯕ ꯖꯤꯕꯁꯤꯡꯅꯤ꯫ ꯑꯆꯧꯕ ꯃꯥꯟꯅꯕ ꯑꯃꯗꯤ ꯄꯥꯝꯕꯤ ꯑꯃꯁꯨꯡ ꯃꯤꯑꯣꯏꯕ ꯑꯅꯤꯃꯛ ꯁꯦꯂꯁꯤꯡꯅ ꯁꯦꯝꯕꯅꯤ, ꯃꯈꯣꯏꯅ ꯄꯨꯟꯁꯤꯒꯤ ꯃꯔꯨꯑꯣꯏꯕ ꯕꯤꯜꯗꯤꯡ ꯕ꯭ꯂꯣꯀꯁꯤꯡ ꯑꯣꯏꯅ ꯊꯕꯛ ꯇꯧꯏ꯫ ꯁꯦꯂꯁꯤꯡ ꯑꯁꯤꯅꯥ ꯏꯅꯔꯖꯤ ꯄꯨꯊꯣꯛꯄꯥ, ꯑꯃꯣꯠꯄꯥ ꯂꯧꯊꯣꯛꯄꯥ, ꯑꯃꯁꯨꯡ ꯁꯔꯛꯆꯔ ꯉꯥꯛꯇꯨꯅꯥ ꯊꯝꯕ ꯑꯁꯤꯅꯆꯤꯡꯕ ꯇꯣꯉꯥꯟ ꯇꯣꯉꯥꯟꯕ ꯊꯕꯛꯁꯤꯡ ꯄꯥꯡꯊꯣꯛꯏ꯫ ꯃꯁꯤꯒꯤ ꯃꯊꯛꯇꯥ, ꯄꯥꯝꯕꯤ ꯑꯃꯁꯨꯡ ꯃꯤꯑꯣꯏꯕ ꯑꯅꯤꯃꯛꯅꯥ ꯃꯆꯥ ꯄꯣꯛꯄꯥ ꯉꯝꯃꯤ꯫ ꯑꯅꯤꯁꯤꯒꯤ ꯃꯔꯛꯇꯥ ꯂꯩꯕ ꯃꯔꯨꯑꯣꯏꯕ ꯈꯦꯠꯅꯕ ꯑꯃꯗꯤ ꯃꯈꯣꯏꯒꯤ ꯏꯅꯔꯖꯤ ꯁꯣꯔꯁ ꯇꯧꯕꯒꯤ ꯃꯑꯣꯡ ꯑꯁꯤꯅꯤ꯫ ꯄꯥꯝꯕꯤꯁꯤꯡ ꯑꯁꯤ ꯑꯣꯇꯣꯔꯣꯐꯤꯛ ꯑꯣꯏ, ꯍꯥꯏꯕꯗꯤ ꯃꯈꯣꯏꯅꯥ ꯐꯣꯇꯣꯁꯤꯟꯊꯦꯁꯤꯁꯀꯤ ꯊꯧꯑꯣꯡꯒꯤ ꯈꯨꯠꯊꯥꯡꯗꯥ ꯃꯈꯣꯏ ꯃꯁꯥꯒꯤ ꯆꯤꯟꯖꯥꯛ ꯄꯨꯊꯣꯛꯏ, ꯃꯐꯝ ꯑꯗꯨꯗꯥ ꯃꯈꯣꯏꯅꯥ ꯅꯨꯃꯤꯠꯀꯤ ꯃꯉꯥꯜ ꯑꯃꯁꯨꯡ ꯀꯥꯔꯕꯣꯟ ꯗꯥꯏꯑꯣꯛꯁꯥꯏꯗ ꯑꯁꯤ ꯒ꯭ꯂꯨꯀꯣꯖꯇꯥ ꯑꯣꯟꯊꯣꯛꯏ꯫ ꯑꯃꯔꯣꯝꯗꯥ ꯃꯤꯑꯣꯏꯕꯅꯥ ꯍꯦꯇꯦꯔꯣꯔꯣꯠꯐꯤꯛ ꯑꯣꯏ, ꯍꯥꯏꯕꯗꯤ ꯃꯈꯣꯏꯅꯥ ꯅ꯭ꯌꯨꯔꯤꯁꯟ ꯅ꯭ꯌꯨꯇ꯭ꯔꯤꯁꯟ ꯑꯃꯁꯨꯡ ꯏꯅꯔꯖꯤ ꯐꯪꯅꯕꯒꯤꯗꯃꯛ ꯑꯇꯣꯞꯄꯥ ꯖꯤꯕꯁꯤꯡ ꯁꯤꯖꯤꯟꯅꯒꯗꯕꯅꯤ꯫ ꯄꯥꯝꯕꯤ ꯑꯃꯁꯨꯡ ꯃꯤꯑꯣꯏꯕꯒꯤ ꯃꯔꯛꯇꯥ ꯂꯩꯔꯤꯕ ꯑꯇꯣꯞꯄꯥ ꯈꯦꯟꯅꯕ ꯑꯃꯗꯤ ꯃꯈꯣꯏꯒꯤ ꯍꯛꯆꯥꯡꯒꯤ ꯁꯠꯇ꯭ꯔꯀꯆꯔ ꯑꯁꯤꯅꯤ꯫ ꯄꯥꯝꯕꯤꯁꯤꯡꯗꯥ ꯁꯦꯂꯨꯂꯣꯖꯅꯥ ꯁꯦꯝꯕꯥ ꯑꯀꯟꯕꯥ ꯁꯦꯜ ꯋꯥꯜ ꯑꯃꯥ ꯂꯩ꯫ ꯃꯁꯤꯅꯥ ꯁꯄꯣꯔꯠ ꯑꯃꯁꯨꯡ ꯉꯥꯛꯊꯣꯛꯄꯥ ꯉꯝꯍꯜꯂꯤ, ꯑꯗꯨꯒꯥ ꯃꯤꯑꯣꯏꯕꯒꯤ ꯁꯦꯂꯁꯤꯡꯗꯥ ꯐ꯭ꯂꯦꯛꯁꯤꯕꯜ ꯁꯦꯜ ꯃꯦꯝꯕ꯭ꯔꯦꯟ ꯑꯃꯥ ꯂꯩ꯫ ꯃꯁꯤꯒꯤ ꯃꯊꯛꯇꯥ, ꯄꯥꯝꯕꯤꯁꯤꯡꯗꯥ ꯃꯄꯥꯟ, ꯈꯣꯡ, ꯑꯃꯁꯨꯡ ꯃꯔꯨꯒꯨꯝꯕꯥ ꯑꯈꯟꯅꯕꯥ ꯁ꯭ꯠꯔꯀꯆꯔꯁꯤꯡ ꯂꯩ, ꯑꯗꯨꯒꯥ ꯃꯤꯑꯣꯏꯕꯅꯥ ꯕ꯭ꯔꯦꯟ, ꯍꯥꯔꯠ ꯑꯃꯁꯨꯡ ꯂꯪꯁꯒꯨꯝꯕꯥ ꯑꯣꯔꯒꯥꯟꯁꯤꯡ ꯌꯥꯎꯅꯥ ꯍꯦꯟꯅꯥ ꯀꯝꯞꯂꯦꯛꯁ ꯑꯣꯏꯕ ꯑꯦꯅꯥꯇꯣꯃꯤ ꯑꯃꯥ ꯂꯩ꯫ ꯈꯪꯖꯤꯟꯒꯗꯕꯥ ꯑꯃꯅꯥ, ꯄꯥꯝꯕꯤ ꯑꯃꯁꯨꯡ ꯃꯤꯑꯣꯏꯕꯅ ꯍꯤꯡꯂꯤꯕ ꯖꯤꯕꯁꯤꯡꯒꯥ ꯃꯥꯟꯅꯕ ꯈꯔꯥ ꯂꯩꯔꯕꯁꯨ, ꯃꯈꯣꯏꯅꯥ ꯏꯅꯔꯖꯤ ꯁꯣꯔꯁ ꯇꯧꯕꯒꯤ ꯃꯑꯣꯡ, ꯃꯈꯣꯏꯒꯤ ꯐꯤꯖꯤꯀꯦꯜ ꯁ꯭ꯠꯔꯀꯆꯔ ꯑꯃꯁꯨꯡ ꯑꯇꯩ ꯕꯥꯏꯑꯣꯂꯣꯖꯤꯀꯦꯜ ꯄ꯭ꯔꯣꯁꯦꯁꯁꯤꯡꯗꯁꯨ ꯇꯣꯉꯥꯟꯕ ꯈꯦꯠꯅꯕꯥ ꯂꯩ꯫